ꯀꯔꯤꯒꯤꯗꯃꯛꯇꯥ ꯀꯝꯃ꯭ꯌꯨꯅꯤꯀꯦꯁꯟ ꯁ꯭ꯀꯤꯜꯁꯤꯡ ꯑꯁꯤ ꯊꯕꯛ ꯃꯐꯝꯗꯥ ꯃꯥꯏꯄꯥꯛꯅꯕꯒꯤꯗꯃꯛ ꯃꯔꯨꯑꯣꯏꯕꯅꯣ ꯍꯥꯏꯕꯒꯤ ꯍꯥꯏꯄꯣꯊꯦꯁꯤꯁ ꯑꯃꯥ ꯁꯦꯝꯒꯠꯄꯥ꯫ ꯀꯔꯤꯒꯤꯗꯃꯛꯇꯥ ꯀꯝꯃ꯭ꯌꯨꯅꯤꯀꯦꯁꯟ ꯁ꯭ꯀꯤꯜꯁꯤꯡ ꯑꯁꯤ ꯊꯕꯛ ꯃꯐꯝꯗꯥ ꯃꯥꯏꯄꯥꯛꯅꯕꯒꯤꯗꯃꯛ ꯃꯔꯨꯑꯣꯏꯕꯅꯣ ꯍꯥꯏꯕꯒꯤ ꯑꯣꯏꯊꯣꯛꯄꯥ ꯌꯥꯕꯥ ꯍꯥꯏꯄꯣꯊꯦꯁꯤꯁ ꯑꯃꯗꯤ ꯏꯐꯦꯛꯇꯤꯚ ꯑꯣꯏꯕꯥ ꯀꯝꯃ꯭ꯌꯨꯅꯤꯀꯦꯁꯟꯅ ꯄꯨꯟꯅꯥ ꯊꯕꯛ ꯇꯧꯃꯤꯟꯅꯕꯗꯥ ꯂꯥꯏꯊꯣꯛꯍꯜꯂꯤ ꯑꯃꯁꯨꯡ ꯊꯕꯛ ꯇꯧꯃꯤꯟꯅꯔꯤꯕꯁꯤꯡꯒꯤ ꯃꯔꯛꯇꯥ ꯄꯣꯖꯤꯇꯤꯚ ꯑꯣꯏꯕꯥ ꯃꯔꯤꯁꯤꯡ ꯁꯦꯝꯒꯠꯂꯤ꯫ ꯋꯥꯈꯜꯂꯣꯟꯁꯤꯡ ꯃꯌꯦꯛ ꯁꯦꯡꯅꯥ ꯁꯦꯌꯔ ꯇꯧꯕꯥ ꯉꯝꯕꯅꯥ ꯑꯃꯁꯨꯡ ꯃꯊꯧ ꯇꯥꯕꯁꯤꯡ ꯑꯗꯨ ꯐꯣꯡꯗꯣꯛꯄꯥ ꯉꯝꯕꯅꯥ ꯃꯤꯑꯣꯏ ꯑꯃꯅꯥ ꯄꯨꯟꯅꯥ ꯊꯕꯛ ꯇꯧꯃꯤꯟꯅꯗꯨꯅꯥ ꯑꯄꯨꯟꯕꯥ ꯄꯥꯟꯗꯝꯁꯤꯡ ꯐꯪꯅꯕꯥ ꯑꯃꯁꯨꯡ ꯁꯃꯁ꯭ꯌꯥꯁꯤꯡ ꯀꯣꯛꯍꯟꯅꯕꯥ ꯍꯦꯟꯅꯥ ꯐꯕꯥ ꯑꯣꯏꯍꯜꯂꯤ꯫ ꯃꯁꯤꯒꯤ ꯃꯊꯛꯇꯥ ꯑꯆꯦꯠꯄꯥ ꯀꯝꯃ꯭ꯌꯨꯅꯤꯀꯦꯁꯟ ꯁ꯭ꯀꯤꯜꯁꯤꯡꯅꯥ ꯋꯥꯈꯜ ꯂꯥꯡꯇꯛꯅꯕꯥ ꯑꯃꯁꯨꯡ ꯋꯥꯈꯜ ꯂꯥꯡꯇꯛꯅꯕꯥ ꯊꯤꯡꯕꯗꯥ ꯃꯇꯦꯡ ꯄꯥꯡꯏ ꯃꯗꯨꯅꯥ ꯍꯦꯟꯅꯥ ꯆꯨꯅꯕꯥ ꯑꯃꯁꯨꯡ ꯄꯣꯠꯊꯣꯛ ꯂꯩꯕꯥ ꯊꯕꯛꯀꯤ ꯑꯀꯣꯏꯔꯣꯟ ꯑꯃꯥ ꯁꯦꯞꯒꯠꯄꯥ ꯉꯝꯍꯜꯂꯤ꯫ ꯃꯁꯤꯒꯤ ꯃꯊꯛꯇꯥ ꯁꯨꯄꯔꯤꯌꯔꯁꯤꯡ ꯑꯃꯁꯨꯡ ꯀ꯭ꯂꯥꯏꯑꯦꯟꯠꯁꯤꯡꯒꯥ ꯏꯐꯦꯛꯇꯤꯚ ꯑꯣꯏꯅꯥ ꯄꯥꯎ ꯐꯥꯎꯗꯣꯛ ꯐꯥꯎꯖꯤꯟ ꯇꯧꯕꯥ ꯉꯝꯕꯅꯥ ꯄ꯭ꯔꯣꯐꯦꯁꯅꯦꯂꯤꯖꯝ ꯑꯃꯁꯨꯡ ꯀꯝꯄꯤꯇꯦꯟꯁꯟ ꯎꯠꯄꯥ ꯉꯝꯃꯤ ꯃꯗꯨꯅꯥ ꯀꯦꯔꯤꯌꯔ ꯑꯦꯗꯚꯥꯟꯁꯃꯦꯟꯠꯀꯤ ꯍꯦꯟꯅꯥ ꯆꯥꯎꯕꯥ ꯈꯨꯗꯣꯡꯆꯥꯕꯁꯤꯡ ꯄꯨꯔꯛꯄꯥ ꯉꯝꯃꯤ꯫ ꯗꯦꯇꯥ ꯁꯦꯠ ꯑꯃꯒꯤ ꯃꯈꯥꯗꯥ ꯄꯤꯔꯤꯕꯥ ꯈꯨꯗꯝ ꯑꯁꯤ ꯄꯤꯔꯒꯥ ꯄ꯭ꯔꯤꯗꯤꯛꯁꯟ ꯇꯧꯅꯕꯒꯤ ꯄ꯭ꯂꯥꯟ ꯑꯃꯥ ꯁꯦꯝꯃꯨ꯫ ꯗꯦꯇꯥꯁꯦꯠ ꯑꯁꯤꯗꯥ ꯑꯄꯤꯕꯥ ꯁꯍꯔ ꯑꯃꯒꯤ ꯌꯨꯃꯊꯣꯡꯁꯤꯡꯒꯤ ꯌꯨꯝꯒꯤ ꯃꯃꯜꯁꯤꯡ ꯌꯥꯎꯔꯤ꯫ ꯑꯄꯤꯕꯥ ꯁꯍꯔꯗꯥ ꯂꯩꯕꯥ ꯌꯨꯝꯊꯣꯡꯁꯤꯡꯒꯤ ꯌꯨꯝꯒꯤ ꯃꯃꯜꯒꯤ ꯃꯇꯥꯡꯗꯥ ꯄ꯭ꯔꯤꯗꯤꯛꯁꯟ ꯇꯧꯅꯕꯥ ꯃꯈꯥꯗꯥ ꯄꯤꯔꯤꯕꯥ ꯄ꯭ꯂꯥꯟ ꯑꯁꯤ ꯏꯝꯄ꯭ꯂꯤꯃꯦꯟꯠ ꯇꯧꯕꯥ ꯌꯥꯏ ꯑꯦꯛꯁꯄ꯭ꯂꯣꯔꯦꯇꯦꯔꯤ ꯗꯦꯇꯥ ꯑꯦꯅꯥꯂꯥꯏꯁꯤꯁ ꯚꯦꯔꯤꯑꯦꯕꯜꯁꯤꯡ ꯑꯃꯁꯨꯡ ꯃꯈꯣꯏꯒꯤ ꯃꯔꯤꯁꯤꯡ ꯑꯁꯤ ꯈꯪꯗꯣꯛꯅꯕꯥ ꯗꯦꯇꯥꯁꯦꯠ ꯑꯁꯤ ꯑꯦꯛꯁꯄ꯭ꯂꯣꯔ ꯇꯧꯗꯨꯅꯥ ꯍꯧꯒꯗꯕꯅꯤ꯫ ꯇꯣꯉꯥꯟ ꯇꯣꯉꯥꯟꯕ ꯌꯨꯝꯊꯣꯡꯁꯤꯡꯒꯤ ꯃꯔꯛꯇꯥ ꯂꯩꯕꯥ ꯌꯨꯝꯒꯤ ꯃꯃꯜꯁꯤꯡꯗꯥ ꯇ꯭ꯔꯦꯟꯗꯁꯤꯡ ꯄꯦꯇꯔꯟꯁꯤꯡ ꯅꯠꯇ꯭ꯔꯒꯥ ꯀꯣꯔꯤꯑꯦꯂꯦꯁꯅꯁꯤꯡ ꯈꯪꯗꯣꯛꯅꯕꯥ ꯁꯣꯃꯥꯔꯤ ꯁ꯭ꯇꯦꯇꯤꯁ꯭ꯇꯤꯛꯁꯁꯤꯡ ꯁꯦꯝꯕꯥ ꯑꯃꯁꯨꯡ ꯗꯦꯇꯥ ꯑꯗꯨ ꯚꯤꯖꯨꯑꯦꯂꯥꯏꯖ ꯇꯧꯕꯥ꯫ ꯗꯦꯇꯥ ꯄ꯭ꯔꯤꯄ꯭ꯔꯣꯁꯦꯁꯤꯡ ꯗꯦꯇꯥ ꯑꯗꯨ ꯃꯥꯡꯈꯤꯕꯥ ꯑꯔꯥꯟꯕꯥ ꯅꯠꯇ꯭ꯔꯒꯥ ꯌꯥꯗꯕꯥ ꯚꯦꯜꯌꯨꯁꯤꯡ ꯍꯦꯟꯗꯜ ꯇꯧꯗꯨꯅꯥ ꯁꯦꯡꯗꯣꯛꯄꯥ꯫ ꯀꯔꯤꯒꯨꯝꯕꯥ ꯃꯊꯧ ꯇꯥꯔꯕꯗꯤ ꯗꯦꯇꯥ ꯑꯗꯨ ꯑꯦꯅꯥꯂꯥꯏꯁꯤꯁꯀꯤꯗꯃꯛꯇꯥ ꯁꯦꯝ ꯁꯥꯕꯥ ꯑꯣꯏꯍꯟꯅꯕꯥ ꯇ꯭ꯔꯥꯟꯁꯐꯣꯔꯝ ꯇꯧ꯫ ꯐꯤꯆꯔ ꯈꯅꯕꯒꯤ ꯃꯑꯣꯡ ꯌꯨꯝꯒꯤ ꯃꯃꯜꯒꯤ ꯄ꯭ꯔꯤꯗꯤꯛꯁꯟꯗꯥ ꯏꯊꯤꯜ ꯄꯤꯕꯥ ꯉꯝꯕꯥ ꯈ꯭ꯋꯥꯏꯗꯒꯤ ꯃꯔꯤ ꯂꯩꯅꯕꯥ ꯐꯤꯆꯔꯁꯤꯡ ꯈꯪꯗꯣꯛꯄꯥ ꯑꯃꯁꯨꯡ ꯈꯟꯒꯠꯄꯥ꯫ ꯐꯤꯆꯔꯁꯤꯡ ꯑꯁꯤ ꯌꯥꯎꯕꯥ ꯌꯥꯏ ꯆꯥꯡꯆꯠꯇꯥ ꯌꯨꯝꯊꯣꯡꯒꯤ ꯏꯟꯀꯝ ꯌꯨꯝꯒꯤ ꯆꯥꯡ ꯌꯨꯝꯒꯤ ꯆꯍꯤ ꯀ꯭ꯔꯥꯏꯝꯒꯤ ꯆꯥꯡ ꯈꯨꯗꯣꯡꯆꯥꯕꯁꯤꯡꯒꯥ ꯅꯛꯅꯕꯥ ꯃꯐꯝꯁꯤꯡ ꯑꯁꯤꯅꯆꯤꯡꯕꯥ ꯃꯣꯗꯦꯜ ꯈꯟꯕꯒꯤ ꯃꯑꯣꯡ ꯃꯇꯤꯛ ꯆꯥꯕꯥ ꯄ꯭ꯔꯤꯗꯤꯛꯁꯟ ꯃꯣꯗꯦꯜ ꯑꯃꯥ ꯈꯜꯂꯨ꯫ ꯌꯨꯝꯒꯤ ꯃꯃꯜ ꯂꯦꯞꯄꯗꯥ ꯃꯍꯧꯁꯥꯅꯥ ꯁꯤꯖꯤꯟꯅꯕꯥ ꯃꯣꯗꯦꯜ ꯈꯔꯗꯤ ꯂꯤꯅꯤꯌꯔ ꯔꯤꯒ꯭ꯔꯦꯁꯟ ꯗꯤꯁꯤꯖꯟ ꯇ꯭ꯔꯤ ꯔꯦꯟꯗꯝ ꯐꯣꯔꯦꯁ꯭ꯠ ꯅꯠꯇ꯭ꯔꯒꯥ ꯅ꯭ꯌꯨꯔꯜ ꯅꯦꯇꯋꯥꯔꯛꯁꯤꯡꯅꯤ꯫ ꯗꯦꯇꯥ ꯑꯗꯨ ꯇ꯭ꯔꯦꯅꯤꯡ ꯁꯦꯠ ꯑꯃꯗꯥ ꯈꯥꯏꯗꯣꯛꯄꯥ ꯑꯃꯁꯨꯡ ꯃꯣꯗꯦꯜ ꯑꯗꯨ ꯇ꯭ꯔꯦꯟ ꯇꯧꯅꯕꯥ ꯑꯃꯁꯨꯡ ꯏꯚꯥꯜꯌꯨꯑꯦꯠ ꯇꯧꯅꯕꯥ ꯇꯦꯁ꯭ꯇꯤꯡ ꯁꯦꯠ ꯑꯃꯗꯥ ꯈꯥꯏꯗꯣꯛꯄꯥ꯫ ꯇ꯭ꯔꯦꯅꯤꯡ ꯑꯃꯁꯨꯡ ꯏꯚꯥꯂꯨꯑꯦꯁꯟ ꯇ꯭ꯔꯦꯅꯤꯡ ꯗꯦꯇꯥꯗꯥ ꯃꯣꯗꯦꯜ ꯑꯗꯨ ꯇ꯭ꯔꯦꯟ ꯇꯧꯕꯥ ꯑꯃꯁꯨꯡ ꯇꯦꯁ꯭ꯇꯤꯡ ꯗꯦꯇꯥꯗꯥ ꯏꯚꯥꯂꯨꯑꯦꯠ ꯇꯧꯕꯥ꯫ ꯄꯔꯐꯣꯃꯦꯟꯁ ꯐꯒꯠꯍꯟꯅꯕꯥ ꯀꯔꯤꯒꯨꯝꯕꯥ ꯃꯊꯧ ꯇꯥꯔꯕꯗꯤ ꯃꯣꯗꯦꯜ ꯑꯗꯨꯒꯤ ꯍꯥꯏꯄꯔꯄꯦꯔꯥꯃꯤꯇꯔꯁꯤꯡ ꯑꯗꯨ ꯑꯦꯗꯖꯁ꯭ꯠ ꯇꯧ꯫ ꯄ꯭ꯔꯤꯗꯤꯛꯁꯟ ꯃꯣꯗꯦꯜ ꯑꯁꯤ ꯁꯦꯝ ꯁꯥꯕꯥ ꯂꯣꯏꯔꯕꯥ ꯃꯇꯨꯡꯗꯥ ꯁꯍꯔꯒꯤ ꯇꯣꯉꯥꯟ ꯇꯣꯉꯥꯟꯕꯥ ꯌꯨꯝꯊꯣꯡꯁꯤꯡꯗꯥ ꯌꯨꯝꯒꯤ ꯃꯃꯜꯒꯤ ꯃꯇꯥꯡꯗꯥ ꯄ꯭ꯔꯤꯗꯤꯛꯁꯟ ꯇꯧꯕꯗꯥ ꯁꯤꯖꯤꯟꯅꯧ꯫ ꯃꯣꯗꯦꯜ ꯑꯁꯤꯒꯤ ꯄꯔꯐꯣꯃꯦꯟꯁ ꯑꯗꯨ ꯂꯦꯞꯇꯅꯥ ꯏꯚꯥꯂꯨꯑꯦꯠ ꯇꯧꯕꯥ ꯑꯃꯁꯨꯡ ꯄ꯭ꯔꯤꯗꯤꯛꯁꯟꯁꯤꯡꯒꯤ ꯑꯆꯨꯝꯕꯥ ꯑꯗꯨ ꯁꯣꯏꯗꯅꯥ ꯂꯩꯍꯟꯅꯕꯥ ꯃꯊꯧ ꯇꯥꯕꯥ ꯃꯇꯝꯗꯥ ꯑꯞꯗꯦꯠ ꯇꯧꯕꯥ꯫